ꯑꯥꯏ. ꯒꯤ ꯃꯑꯣꯡꯗ ꯑꯩꯍꯥꯛꯅ ꯚꯤꯖꯨꯑꯦꯜ ꯒ꯭ꯔꯥꯐꯤꯛꯁ ꯁꯦꯝꯕ ꯉꯝꯗꯦ꯫ ꯑꯗꯨꯕꯨ ꯑꯩꯍꯥꯛꯅ ꯑꯗꯣꯝꯗ ꯋꯥꯍꯩꯅ ꯐꯣꯡꯗꯣꯛꯄ ꯉꯝꯒꯅꯤ꯫ ꯃꯗꯨꯒꯤ ꯃꯊꯛꯇ ꯅꯣꯡꯂꯩ-ꯅꯨꯡꯁꯤꯠꯀꯤ ꯅꯨꯡꯁꯤꯠ ꯑꯃꯥ ꯆꯦꯟꯊꯔꯛꯄꯥ ꯁꯍꯔꯒꯤ ꯃꯑꯣꯡ ꯃꯇꯧ ꯑꯃ ꯈꯪꯕꯤꯌꯨ꯫ ꯅꯣꯡꯂꯩ ꯅꯨꯡꯁꯤꯠꯀꯤ ꯃꯈꯥꯗ ꯁꯍꯔꯒꯤ ꯂꯝꯕꯤꯁꯤꯡꯗ ꯅꯣꯡ ꯆꯨꯔꯤ꯫ ꯍꯧꯖꯤꯛ, ꯂꯝꯕꯤꯒꯤ ꯀꯣꯅꯨꯡꯒꯤ ꯃꯅꯥꯛꯇ ꯂꯩꯕ ꯏꯁꯤꯡ ꯏꯆꯥꯎꯒꯤ ꯒꯦꯖ ꯑꯃ ꯈꯪꯕꯤꯌꯨ, ꯃꯗꯨ ꯇꯞꯅꯥ ꯇꯞꯅꯥ ꯃꯄꯨꯡ ꯐꯥꯔꯛꯏ, ꯃꯁꯤꯅꯥ ꯅꯣꯡ ꯑꯃꯁꯨꯡ ꯏꯁꯤꯡ ꯏꯆꯥꯎꯒꯤ ꯃꯔꯛꯇ ꯂꯩꯔꯤꯕ ꯃꯔꯤ ꯑꯗꯨ ꯔꯤꯄꯔꯖꯦꯟꯇ ꯇꯧꯔꯤ꯫ ꯅꯣꯡ ꯍꯦꯟꯅꯥ ꯆꯨꯔꯛꯄꯒ ꯂꯣꯏꯅꯅꯥ ꯐ꯭ꯂꯗ ꯒꯦꯖ ꯑꯁꯤ ꯃꯊꯛꯇ ꯌꯧꯔꯛꯄ ꯐꯥꯎꯕꯥ ꯍꯦꯟꯅ ꯋꯥꯡꯈꯠꯂꯛꯏ ꯑꯃꯁꯨꯡ ꯃꯁꯤꯅ ꯇꯥꯛꯂꯤ ꯃꯗꯨꯗꯤ ꯍꯧꯖꯤꯛꯇꯤ ꯁꯍꯔ ꯑꯁꯤ ꯏꯁꯤꯡ ꯏꯆꯥꯎꯅ ꯊꯨꯝꯖꯤꯜꯂꯦ꯫ ꯃꯁꯤ ꯃꯤꯠꯅꯥ ꯎꯕꯥ ꯉꯝꯅꯕꯥ ꯁꯍꯔꯒꯤ ꯂꯝꯕꯤꯁꯤꯡꯗ ꯏꯁꯤꯡꯒꯤ ꯆꯥꯡ ꯍꯦꯟꯅ ꯋꯥꯡꯈꯠꯂꯛꯄ, ꯒꯥꯔꯤꯁꯤꯡ ꯑꯃꯁꯨꯡ ꯕꯤꯜꯗꯤꯡꯁꯤꯡ ꯁꯔꯨꯛ ꯈꯔꯗꯤ ꯏꯁꯤꯡꯗ ꯆꯦꯟꯊꯔꯛꯄ, ꯑꯃꯁꯨꯡ ꯏꯁꯤꯡ ꯌꯥꯝꯅ ꯆꯦꯟꯊꯔꯛꯄ ꯂꯝꯕꯤꯁꯤꯡꯗ ꯆꯠꯂꯤꯕ ꯃꯤꯑꯣꯏꯁꯤꯡꯒ ꯂꯣꯏꯅꯅꯥ ꯎꯠꯄ ꯌꯥꯏ꯫ ꯄꯥꯝꯕꯤꯁꯤꯡꯅ ꯀꯔꯝꯅ ꯁꯣꯔ ꯍꯣꯟꯕꯒꯦ ꯍꯥꯏꯕꯗꯨ ꯁꯟꯗꯣꯛꯅ ꯇꯥꯛꯄꯤꯌꯨ꯫ ꯄꯥꯝꯕꯤꯁꯤꯡꯅ ꯁꯣꯔ ꯍꯣꯟꯕꯒꯤ ꯊꯧꯑꯣꯡ ꯑꯁꯤ ꯁꯥꯁꯤꯡꯗꯥ ꯁꯣꯔ ꯍꯣꯟꯕꯒꯤ ꯊꯧꯑꯣꯡꯒ ꯃꯥꯟꯅꯩ, ꯑꯗꯨꯕꯨ ꯂꯪꯁꯀꯤ ꯃꯍꯨꯠꯇꯥ, ꯄꯥꯝꯕꯤꯁꯤꯡꯅ ꯑꯀꯣꯏꯕꯒ ꯂꯣꯏꯅꯅꯥ ꯒ꯭ꯌꯥꯁꯁꯤꯡ ꯄꯤꯊꯣꯛ-ꯄꯤꯁꯤꯟ ꯇꯧꯅꯕꯒꯤꯗꯃꯛ ꯃꯈꯣꯏꯒꯤ ꯄꯥꯝꯕꯤꯁꯤꯡꯗ ꯁ꯭ꯇꯣꯃꯇꯥ ꯀꯧꯕ ꯑꯄꯤꯛꯄ ꯄꯣꯠꯁꯛꯁꯤꯡ ꯁꯤꯖꯤꯟꯅꯩ꯫ ꯁꯣꯔ ꯍꯣꯟꯕꯒꯤ ꯊꯧꯑꯣꯡꯒꯤ ꯃꯅꯨꯡꯗꯥ, ꯄꯥꯝꯕꯤꯁꯤꯡꯅꯥ ꯅꯨꯡꯁꯤꯠꯇꯒꯤ ꯑꯣꯛꯁꯤꯖꯦꯟ ꯂꯧꯗꯨꯅ ꯃꯈꯣꯏꯒꯤ ꯁꯦꯜꯁꯤꯡꯗꯥ ꯊꯝꯖꯤꯜꯂꯕꯥ ꯒ꯭ꯂꯨꯀꯣꯖ ꯑꯗꯨ ꯆꯦꯟꯊꯍꯟꯗꯨꯅꯥ ꯑꯦꯅꯔꯖꯤ ꯄꯨꯊꯣꯛꯅꯕꯥ ꯁꯤꯖꯤꯟꯅꯩ꯫ ꯃꯁꯤꯒꯤ ꯊꯧꯑꯣꯡ ꯑꯁꯤꯕꯨ ꯁꯦꯜꯂꯨꯂꯔ ꯔꯦꯁ꯭ꯄꯤꯔꯦꯁꯟ ꯍꯥꯏꯅ ꯀꯧꯏ ꯑꯃꯁꯨꯡ ꯃꯁꯤ ꯄ꯭ꯂꯥꯟꯇ ꯁꯤꯡꯒꯤ ꯃꯥꯏꯇꯣꯀꯣꯟꯗ꯭ꯔꯤꯌꯥꯗ ꯊꯣꯛꯏ꯫ ꯄꯨꯊꯣꯛꯄꯥ ꯏꯅꯔꯖꯤ ꯑꯁꯤ ꯒ꯭ꯔꯣꯊ ꯑꯃꯁꯨꯡ ꯔꯤꯄꯦꯌꯔꯒꯨꯝꯕꯥ ꯇꯣꯉꯥꯟ ꯇꯣꯉꯥꯟꯕ ꯁꯦꯜꯒꯤ ꯊꯧꯑꯣꯡꯁꯤꯡꯗ ꯄꯥꯋꯔ ꯄꯤꯕꯗ ꯁꯤꯖꯤꯟꯅꯩ꯫ ꯁꯦꯜꯒꯤ ꯁꯣꯔ ꯍꯣꯟꯕꯒꯤ ꯕꯥꯏꯔꯄꯛꯇ ꯑꯃ ꯑꯣꯏꯅ, ꯄꯥꯝꯕꯤꯁꯤꯡꯅ ꯀꯥꯔꯕꯣꯟ ꯗꯥꯏꯑꯣꯛꯁꯥꯏꯗꯁꯨ ꯄꯨꯊꯣꯛꯏ, ꯃꯗꯨ ꯃꯈꯣꯏꯅ ꯁ꯭ꯇꯣꯃꯦꯇꯀꯤ ꯈꯨꯠꯊꯥꯡꯗ ꯑꯦꯠꯃꯣꯁ꯭ꯐꯤꯌꯔꯗ ꯑꯃꯨꯛ ꯍꯟꯅꯥ ꯊꯥꯗꯣꯛꯏ꯫ ꯃꯁꯤꯒ ꯃꯥꯟꯅꯅꯥ ꯐꯣꯇꯣꯁꯤꯟꯊꯦꯁꯤꯁꯀꯤ ꯃꯇꯝꯗ ꯄꯥꯝꯕꯤꯁꯤꯡꯅ ꯀꯥꯔꯕꯣꯟ ꯗꯥꯏꯑꯣꯛꯁꯥꯏꯗ ꯂꯧꯗꯨꯅ ꯑꯣꯛꯁꯤꯖꯦꯟ ꯊꯥꯗꯣꯛꯏ꯫ ꯃꯁꯤꯅ ꯃꯔꯝ ꯑꯣꯏꯗꯨꯅ ꯄꯥꯝꯕꯤꯁꯤꯡꯕꯨ ꯑꯌꯥꯝꯕꯅ "ꯄ꯭ꯔꯤꯊꯤꯕꯤꯒꯤ ꯂꯪꯁ" ꯍꯥꯏꯅ ꯀꯧꯅꯩ, ꯃꯔꯝꯗꯤ ꯃꯈꯣꯏꯅ ꯑꯦꯠꯃꯣꯁ꯭ꯐꯤꯌꯔꯗ ꯂꯩꯕ ꯒ꯭ꯌꯥꯁꯀꯤ ꯕꯦꯂꯦꯟꯁ ꯊꯝꯕꯗ ꯃꯔꯨꯑꯣꯏꯕ ꯊꯧꯗꯥꯡ ꯂꯧꯔꯤ꯫ ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯁꯣꯔ ꯍꯣꯟꯕꯥ ꯑꯁꯤ ꯄꯥꯝꯕꯤꯁꯤꯡꯗ ꯀꯨꯟꯃꯔꯤ ꯕꯥꯏ ꯇꯔ‌ꯦꯠ ꯊꯣꯛꯏ, ꯑꯗꯨꯒ ꯐꯣꯇꯣꯁꯤꯟꯊꯦꯁꯤꯁ ꯑꯁꯤ ꯅꯨꯃꯤꯠꯀꯤ ꯃꯉꯥꯜ ꯂꯩꯕ ꯃꯇꯝꯗ ꯈꯛꯇꯗꯥ ꯊꯣꯛꯏ꯫ ꯃꯁꯤꯅ ꯃꯔꯝ ꯑꯣꯏꯗꯨꯅ ꯄꯥꯝꯕꯤꯁꯤꯡꯅ ꯐꯣꯇꯣꯁꯤꯟꯊꯦꯁꯤꯁꯀꯤ ꯃꯇꯝꯗꯥ ꯄꯨꯊꯣꯛꯄꯥ ꯒ꯭ꯂꯨꯀꯣꯖ ꯑꯗꯨ ꯊꯝꯖꯤꯅꯕ ꯃꯊꯧ ꯇꯥꯏ, ꯅꯨꯃꯤꯗꯥꯡꯗ ꯅꯠꯇꯔꯒ ꯅꯨꯃꯤꯠꯀꯤ ꯃꯉꯥꯜ ꯂꯩꯇꯕꯥ ꯃꯇꯝꯗ ꯁꯣꯔ ꯍꯣꯟꯕꯗ ꯏꯅꯔꯖꯤ ꯄꯤꯅꯕꯥ꯫ ꯋꯥꯍꯩ ꯑꯗꯨꯒꯤ ꯁꯦꯟꯇꯤꯃꯦꯟꯇ ꯑꯗꯨ ꯑꯦꯅꯥꯂꯥꯏꯖ ꯇꯧꯕ꯫ ꯍꯧꯈꯤꯕ ꯆꯍꯤ ꯃꯉꯥꯗ ꯌꯨ. ꯑꯦꯁ. ꯀꯤ ꯁꯦꯟꯃꯤꯠꯂꯣꯟ ꯑꯁꯤ ꯌꯥꯝꯅ ꯐꯖꯅ ꯄꯥꯡꯊꯣꯛꯈꯤ꯫ ꯇꯦꯛꯁ ꯑꯁꯤꯒꯤ ꯁꯦꯟꯇꯤꯃꯦꯟꯇ ꯑꯁꯤ ꯄꯣꯖꯤꯇꯤꯕ ꯑꯣꯏ, ꯃꯔꯝꯗꯤ ꯃꯁꯤꯅ ꯍꯥꯏꯔꯤ ꯃꯗꯨꯗꯤ ꯍꯧꯈꯤꯕ ꯆꯍꯤ ꯃꯉꯥꯗ ꯌꯨ